ꯍꯧꯖꯤꯛ ꯂꯩꯔꯤꯕ ꯑꯦꯖꯨꯀꯦꯁꯟ ꯁꯤꯁ꯭ꯇꯦꯝ ꯑꯁꯤ ꯀꯔꯝꯅ ꯐꯒꯠꯍꯅꯕ ꯉꯝꯒꯅꯤ ꯍꯥꯏꯕꯒꯤ ꯃꯇꯥꯡꯗ ꯋꯥꯔꯤ ꯁꯥꯅꯕ ꯊꯤꯁꯤꯁ ꯁ꯭ꯇꯦꯇꯃꯦꯟꯇ ꯑꯃꯥ ꯁꯦꯝꯃꯨ꯫ ꯍꯧꯖꯤꯛ ꯂꯩꯔꯤꯕ ꯑꯦꯖꯨꯀꯦꯁꯟ ꯁꯤꯁ꯭ꯇꯦꯝ ꯑꯁꯤꯅ ꯃꯤꯄꯨꯝ ꯈꯨꯗꯤꯡꯃꯛꯇ ꯑꯦꯖꯨꯀꯦꯁꯟ ꯄꯤꯕꯗ ꯃꯁꯛ ꯊꯣꯛꯄ ꯈꯣꯡꯊꯥꯡ ꯀꯌꯥ ꯂꯧꯈꯠꯂꯕꯁꯨ, ꯇꯝꯕꯤꯕꯒꯤ ꯃꯒꯨꯟ ꯑꯃꯁꯨꯡ ꯏꯐꯤꯁꯤꯑꯦꯟꯁꯤ ꯐꯒꯠꯍꯟꯅꯕ ꯇꯧꯕ ꯌꯥꯕ ꯀꯌꯥ ꯑꯃꯥ ꯍꯧꯖꯤꯀꯁꯨ ꯂꯩꯔꯤ ꯃꯁꯤꯒꯤ ꯑꯍꯣꯡꯕꯁꯤꯡ ꯑꯁꯤꯒꯤ ꯃꯅꯨꯡꯗꯥ ꯑꯅꯧꯕ ꯇꯝꯕꯤꯕꯒꯤ ꯃꯑꯣꯡꯁꯤꯡ ꯌꯥꯑꯣꯍꯟꯅꯕ, ꯇꯦꯛꯅꯣꯂꯣꯖꯤ ꯂꯧꯁꯤꯅꯕ, ꯑꯣꯖꯥꯁꯤꯡꯗ ꯍꯦꯟꯅ ꯐꯕꯥ ꯔꯤꯁꯣꯔꯁꯁꯤꯡ ꯐꯪꯍꯟꯅꯕꯥ, ꯑꯃꯁꯨꯡ ꯃꯔꯨꯑꯣꯏꯕ ꯋꯥꯈꯜꯂꯣꯟ ꯑꯃꯁꯨꯡ ꯄ꯭ꯔꯣꯕ꯭ꯂꯦꯝ ꯁꯣꯜꯕ ꯇꯧꯕꯒꯤ ꯍꯩꯊꯣꯏ-ꯁꯤꯡꯊꯣꯏꯕ ꯁꯦꯝꯒꯠꯄꯗ ꯃꯤꯠꯌꯦꯡ ꯊꯝꯕ ꯌꯥꯑꯣꯔꯤ꯫ ꯏꯟꯗꯁ꯭ꯠꯔꯤꯗ ꯗꯦꯇꯥ ꯈꯣꯝꯖꯤꯅꯕꯒꯤ ꯁꯤꯁ꯭ꯇꯦꯝ ꯑꯃꯒꯤ ꯈꯨꯗꯝ ꯑꯃꯥ ꯄꯤꯌꯨ꯫ ꯏꯟꯗꯁ꯭ꯠꯔꯤꯗ ꯗꯦꯇꯥ ꯈꯣꯝꯖꯤꯅꯕꯒꯤ ꯁꯤꯁ꯭ꯇꯦꯝ ꯑꯃꯒꯤ ꯈꯨꯗꯝ ꯑꯃꯗꯤ ꯃꯦꯟꯌꯨꯐꯦꯛꯆꯔꯤꯡꯗꯥ ꯏꯟꯗꯁ꯭ꯠꯔꯤꯌꯦꯜ ꯑꯥꯏ. ꯑꯣ. ꯇꯤ. (ꯏꯟꯇꯔꯅꯦꯠ ꯑꯣꯐ ꯊꯤꯡꯁ) ꯗꯤꯚꯥꯏꯁꯁꯤꯡ ꯑꯃꯁꯨꯡ ꯁꯦꯟꯁꯔꯁꯤꯡ ꯁꯤꯖꯤꯟꯅꯕꯅꯤ꯫ ꯃꯁꯤꯒꯤ ꯁꯤꯁ꯭ꯇꯦꯝ ꯑꯁꯤꯅꯥ ꯃꯦꯟꯌꯨꯐꯦꯛꯆꯔꯤꯡ ꯐꯦꯁꯤꯂꯤꯇꯤ ꯑꯃꯒꯤ ꯃꯅꯨꯡꯗꯥ ꯃꯁꯤꯡ ꯌꯥꯝꯂꯕ ꯁꯦꯟꯁꯔꯁꯤꯡ ꯗꯤꯞꯂꯣꯏ ꯇꯧꯗꯨꯅ ꯄꯨꯊꯣꯛꯄꯒꯤ ꯊꯧꯑꯣꯡ, ꯏꯛꯕꯤꯄꯃꯦꯟꯇ ꯄꯔꯐꯣꯃꯦꯟꯁ ꯑꯃꯁꯨꯡ ꯑꯀꯣꯏꯕꯒꯤ ꯐꯤꯕꯝꯒꯤ ꯃꯇꯥꯡꯗ ꯔꯤꯑꯦꯜ-ꯇꯥꯏꯝ ꯗꯦꯇꯥ ꯈꯣꯝꯖꯤꯅꯕꯥ ꯌꯥꯑꯣꯔꯤ꯫ ꯁꯦꯟꯁꯔꯁꯤꯡ ꯑꯁꯤꯅꯥ ꯇꯦꯝꯄꯦꯔꯦꯆꯔ, ꯍꯨꯃꯤꯗꯤꯇꯤ, ꯚꯥꯏꯕ꯭ꯔꯦꯁꯟ, ꯑꯃꯁꯨꯡ ꯏꯅꯔꯖꯤ ꯀꯟꯖꯨꯃꯁꯅꯒꯨꯝꯕ ꯗꯦꯇꯥꯁꯤꯡ ꯂꯧꯁꯤꯜꯂꯤ ꯑꯃꯁꯨꯡ ꯁꯦꯟꯠꯔꯦꯂꯥꯏꯖ ꯗꯦꯇꯥ ꯃꯦꯅꯦꯖꯃꯦꯟꯇ ꯁꯤꯁ꯭ꯇꯦꯝ ꯑꯃꯗꯥ ꯇ꯭ꯔꯥꯟꯁꯃꯤꯠ ꯇꯧꯏ꯫ ꯃꯗꯨꯒꯤ ꯃꯇꯨꯡꯗꯥ ꯗꯦꯇꯥ ꯑꯁꯤ ꯑꯦꯅꯥꯂꯥꯏꯖ ꯇꯧꯗꯨꯅꯥ ꯄꯨꯊꯣꯛꯄꯒꯤ ꯊꯧꯑꯣꯡꯁꯤꯡ ꯈ꯭ꯋꯥꯏꯗꯒꯤ ꯐꯕꯥ ꯑꯣꯏꯍꯟꯅꯕ, ꯈꯨꯠꯂꯥꯏꯁꯤꯡꯒꯤ ꯏꯐꯤꯁꯤꯑꯦꯟꯁꯤ ꯐꯒꯠꯍꯟꯅꯕ, ꯊꯣꯡ ꯂꯣꯅꯕꯒꯤ ꯃꯇꯝ ꯊꯤꯡꯅꯕꯥ ꯑꯃꯁꯨꯡ ꯃꯦꯟꯇꯤꯅꯦꯟꯁꯀꯤ ꯃꯃꯜ ꯍꯟꯊꯍꯟꯅꯕ ꯁꯤꯖꯤꯟꯅꯕ ꯌꯥꯒꯅꯤ꯫ ꯈꯨꯗꯝ ꯑꯣꯏꯅꯥ, ꯀꯥꯔꯒꯣ ꯏꯟꯖꯤꯟ ꯄꯨꯊꯣꯛꯄ ꯐꯦꯛꯇꯔꯤ ꯑꯃꯥꯗ, ꯀꯗꯥꯏꯗ ꯃꯦꯟꯇꯤꯅꯦꯟꯁ ꯇꯧꯕ ꯃꯊꯧ ꯇꯥꯕꯒꯦ, ꯅꯠꯇ꯭ꯔꯒ ꯃꯦꯁꯤꯟ ꯑꯃꯥꯅ ꯀꯗꯥꯏꯗ ꯁꯣꯛꯍꯜꯂꯛꯄ ꯌꯥꯕꯒꯦ ꯍꯥꯏꯕꯗꯨ ꯂꯥꯎꯊꯣꯛꯅꯕ ꯄꯨꯊꯣꯛꯄꯒꯤ ꯃꯦꯁꯤꯅꯁꯤꯡꯒꯤ ꯇꯦꯝꯄꯦꯔꯦꯆꯔ ꯑꯃꯁꯨꯡ ꯚꯥꯏꯕ꯭ꯔꯦꯁꯅꯒꯤ ꯗꯦꯇꯥ ꯈꯣꯝꯖꯤꯅꯕ ꯌꯥꯏ꯫ ꯈꯣꯃꯖꯤꯜꯂꯀꯄꯥ ꯔꯤꯑꯦꯜ-ꯇꯥꯏꯝ ꯗꯦꯇꯥ ꯑꯁꯤꯅꯥ ꯄꯨꯊꯣꯛꯄꯗ ꯊꯦꯡꯊꯥꯕ ꯌꯥꯕ ꯏꯁꯨꯁꯤꯡ, ꯍꯥꯏꯕꯗꯤ ꯃꯦꯁꯤꯟ ꯑꯃꯒꯤ ꯄꯔꯐꯣꯃꯦꯟꯁꯇꯥ ꯈꯪꯍꯧꯗꯅ ꯍꯟꯊꯔꯛꯄ, ꯅꯠꯇ꯭ꯔꯒ ꯄꯣꯠꯊꯣꯛꯀꯤ ꯃꯒꯨꯅꯗꯥ ꯑꯀꯥꯏꯕ ꯄꯤꯕ ꯌꯥꯕ ꯑꯀꯣꯏꯕꯒꯤ ꯐꯤꯕꯝꯗ ꯑꯍꯣꯡꯕ ꯂꯥꯛꯄ ꯑꯁꯤꯅꯆꯤꯡꯕ ꯊꯨꯅ ꯈꯪꯗꯣꯛꯄ ꯑꯃꯁꯨꯡ ꯂꯣꯏꯁꯤꯅꯕꯁꯨ ꯌꯥꯍꯜꯂꯤ꯫ ꯑꯄꯨꯟꯕ ꯑꯣꯏꯅ, ꯏꯟꯗꯁ꯭ꯠꯔꯤꯗ ꯗꯤꯚꯥꯏꯁꯁꯤꯡ ꯑꯃꯁꯨꯡ ꯁꯦꯟꯁꯔꯁꯤꯡ ꯁꯤꯖꯤꯟꯅꯕꯅ ꯗꯦꯇꯥ ꯈꯣꯝꯖꯤꯅꯕꯒꯤ ꯏꯐꯤꯁꯤꯑꯦꯟꯇ, ꯁ꯭ꯠꯔꯤꯃꯂꯥꯏꯟ ꯑꯃꯁꯨꯡ ꯃꯃꯜ ꯍꯣꯡꯕ ꯁꯤꯁ꯭ꯇꯦꯝ ꯑꯃꯥ ꯊꯣꯛꯍꯜꯂꯤ ꯃꯗꯨꯅ ꯄꯨꯊꯣꯛꯄꯒꯤ ꯊꯧꯑꯣꯡꯁꯤꯡꯗ ꯑꯍꯣꯡꯕ ꯄꯨꯔꯛꯄ ꯉꯝꯒꯅꯤ ꯑꯃꯁꯨꯡ ꯑꯔꯣꯏꯕꯗ ꯀꯝꯄꯦꯅꯤꯁꯤꯡꯒꯤꯗꯃꯛꯇꯥ ꯕꯣꯠꯇꯝ ꯂꯥꯏꯟ ꯐꯒꯠꯍꯅꯕ ꯉꯝꯒꯅꯤ꯫